ꯔꯦꯁꯤꯄꯤ ꯑꯃ ꯄꯤꯔꯕ ꯃꯇꯨꯡꯗ, ꯏꯉ꯭ꯔꯦꯗꯤꯌꯦꯟꯠ ꯑꯃ ꯀꯔꯝꯅ ꯁꯦꯝꯒꯗꯒꯦ ꯍꯥꯏꯕꯗꯨ ꯁꯟꯗꯣꯛꯅ ꯇꯥꯛꯄꯤꯌꯨ꯫ ꯔꯦꯁꯤꯄꯤ ꯔꯥꯇꯥꯇꯣꯏꯜ ꯏꯟꯁꯇ꯭ꯔꯛꯁꯟꯁꯤꯡ ꯌꯦꯔꯨꯝ ꯑꯗꯨ ꯀꯨꯞꯁꯤꯜꯂꯨ ꯑꯃꯁꯨꯡ ꯌꯥꯝꯅ ꯊꯨꯅꯥ ꯌꯥꯡꯅ ꯄꯥꯏꯈꯠꯂꯨ꯫ ꯔꯥꯇꯥꯇꯣꯏꯜ ꯔꯦꯁꯤꯄꯤꯒꯤꯗꯃꯛꯇ ꯀꯦ ꯁꯦꯝꯅꯕꯒꯤꯗꯃꯛ, ꯑꯍꯥꯟꯕꯗ ꯅꯍꯥꯛꯅ ꯉꯥꯒꯤ ꯈꯣꯡꯎꯞ ꯑꯗꯨ ꯂꯧꯊꯣꯛꯄ ꯃꯊꯧ ꯇꯥꯏ꯫ ꯃꯁꯤ ꯅꯍꯥꯛꯅ ꯎꯍꯩ-ꯋꯥꯍꯩꯒꯤ ꯈꯣꯡꯎꯞ ꯅꯠꯇꯔꯒꯥ ꯁꯥꯊꯤꯕ ꯈꯣꯡꯎꯞ ꯑꯃ ꯁꯤꯖꯤꯟꯅꯗꯨꯅ ꯇꯧꯕ ꯌꯥꯏ, ꯃꯗꯨ ꯆꯦꯛꯁꯤꯟꯅ ꯈꯣꯡꯒꯤ ꯃꯄꯥꯟꯊꯪꯕꯥ ꯁꯔꯨꯛ ꯑꯗꯨ ꯃꯄꯨꯡꯐꯥꯅ ꯂꯧꯊꯣꯛꯀꯗꯕꯅꯤ꯫ ꯌꯦꯔꯨꯝ ꯑꯗꯨ ꯀꯨꯄꯁꯤꯜꯂꯕ ꯃꯇꯨꯡꯗ, ꯅꯍꯥꯛꯅ ꯃꯗꯨ ꯌꯥꯝꯅ ꯂꯨꯕ ꯃꯑꯣꯡꯗ ꯁꯦꯝꯕ ꯃꯊꯧ ꯇꯥꯏ꯫ ꯌꯦꯔꯨꯝ ꯑꯗꯨ ꯂꯦꯡ-ꯑꯣꯠꯄꯗꯥ ꯁꯔꯨꯛ ꯑꯅꯤ ꯊꯣꯛꯅ ꯀꯥꯞꯁꯤꯟꯗꯨꯅ ꯍꯧꯒꯗꯕꯅꯤ, ꯃꯗꯨꯒꯤ ꯃꯇꯨꯡꯗ ꯀꯛꯊꯠꯂꯕ ꯃꯐꯝ ꯑꯗꯨ ꯃꯈꯥꯗ ꯊꯝꯖꯤꯜꯂꯨ ꯑꯃꯁꯨꯡ ꯃꯗꯨ ꯇꯥꯔꯨ-ꯇꯅꯥꯟꯕꯥ ꯊꯥ ꯇꯔꯨ-ꯇꯅꯥꯟꯅꯥ ꯊꯝꯖꯤꯜꯂꯨ꯫ ꯃꯗꯨꯒꯤ ꯃꯇꯨꯡꯗ, ꯃꯇꯝ ꯑꯃꯗ ꯍꯥꯐ-ꯃꯨꯟ ꯁ꯭ꯂꯥꯏꯁ ꯈꯔ ꯁ꯭ꯇꯦꯛ ꯇꯧ ꯑꯃꯁꯨꯡ ꯑꯄꯤꯛꯄ ꯁ꯭ꯇꯔꯤꯄꯁꯤꯡ ꯁꯦꯝꯅꯕ ꯂꯦꯡ-ꯑꯣꯠꯄꯒꯤ ꯃꯑꯣꯡ-ꯃꯇꯧꯁꯤꯡ ꯁꯦꯝꯃꯨ꯫ ꯑꯗꯨꯗꯒꯤ ꯑꯄꯤꯛꯄ ꯀ꯭꯭ꯌꯨꯕꯁꯤꯡ ꯁꯦꯝꯅꯕꯥ ꯁ꯭ꯇꯔꯤꯞꯁꯤꯡ ꯑꯗꯨ ꯀꯛꯊꯠꯂꯨ꯫ ꯔꯦꯁꯤꯄꯤ ꯑꯗꯨꯗ ꯃꯊꯧ ꯇꯥꯕꯒꯤ ꯃꯇꯨꯡꯏꯟꯅꯥ, ꯌꯦꯔꯨꯝ ꯑꯗꯨ ꯑꯄꯤꯛꯄ, ꯑꯀꯪꯕ ꯁꯔꯨꯛꯁꯤꯡꯗ ꯊꯝꯖꯤꯜꯂꯨ꯫ ꯀꯔꯤꯒꯨꯝꯕ ꯆꯦꯛꯀꯤ ꯄꯣꯠꯁꯛ ꯑꯃꯅ ꯄꯣꯖꯤꯁꯟ ꯂꯩꯔꯕꯗꯤ ꯁꯖꯦꯁ꯭ꯠ ꯇꯧꯔꯕꯥ ꯃꯊꯪꯒꯤ ꯈꯣꯡꯊꯥꯡ ꯑꯃꯥ ꯖꯦꯅꯦꯔꯦꯠ ꯇꯧ꯫ ꯄꯣꯖꯤꯁꯟ ꯇꯔꯦꯠ ꯑꯁꯤ ꯀꯔꯤꯒꯨꯝꯕ ꯆꯦꯀꯔ ꯄꯤꯁ ꯑꯃꯅ ꯄꯣꯖꯤꯁꯟ ꯂꯩꯔꯕꯗꯤ, ꯄꯤꯁ ꯑꯗꯨꯒꯤꯗꯃꯛꯇ ꯑꯣꯏꯊꯣꯛꯄ ꯌꯥꯕꯥ ꯃꯊꯪꯒꯤ ꯈꯣꯡꯊꯥꯡ ꯑꯃ ꯑꯣꯏꯅꯥ ꯅꯠꯇꯔꯒ ꯗꯥꯏꯒꯣꯅꯦꯜ ꯑꯣꯏꯅ ꯆꯠꯄ ꯌꯥꯏ, ꯀꯔꯤꯒꯨꯝꯕ ꯁ꯭ꯛꯕꯥꯔꯁꯤꯡ ꯑꯁꯤꯒꯤ ꯃꯅꯨꯡꯗ ꯑꯃꯍꯦꯛꯇꯕꯨ ꯃꯤ ꯂꯩꯇꯕꯥ ꯑꯣꯏꯔꯕꯗꯤ꯫ ꯑꯗꯨꯝ ꯑꯣꯏꯅꯃꯛ, ꯀꯔꯤꯒꯨꯝꯕꯥ ꯅꯠꯇꯔꯒ ꯑꯁꯤ ꯅꯍꯥꯛꯀꯤ ꯑꯣꯄ꯭ꯔꯦꯇꯔꯒꯤ ꯄꯤꯁ ꯑꯗꯨꯅꯥ ꯂꯧꯁꯤꯜꯂꯕꯗꯤ, ꯑꯃꯁꯨꯡ ꯃꯗꯨꯒꯤ ꯃꯊꯛꯇꯥ ꯑꯍꯥꯡꯕ ꯁ꯭ꯛꯕꯥꯔ ꯑꯃ ꯂꯩꯔꯕꯗꯤ, ꯍꯥꯏꯕꯗꯤ ꯃꯊꯪꯁꯤꯠꯅ ꯅꯠꯇꯔꯒ ꯑꯣꯏꯔꯕꯗꯤ, ꯆꯦꯛꯀꯤ ꯄꯤꯁ ꯑꯗꯨꯅ ꯑꯣꯄ꯭ꯔꯦꯇꯔꯒꯤ ꯄꯤꯁ ꯑꯗꯨꯒꯤ ꯃꯊꯛꯇ ꯂꯥꯞꯅ ꯂꯥꯞꯅ ꯆꯠꯄ ꯌꯥꯏ, ꯑꯃꯁꯨꯡ ꯅꯠꯇꯔꯒ ꯂꯦꯟꯗ ꯇꯧꯕ ꯌꯥꯏ꯫ ꯃꯊꯪꯒꯤ ꯆꯍꯤꯒꯤꯗꯃꯛ ꯄꯥꯟꯗꯝ ꯊꯝꯕꯗꯥ ꯃꯇꯦꯡ ꯄꯥꯡꯅꯕ ꯃꯤꯌꯥꯝꯅ ꯃꯈꯣꯏ ꯃꯁꯥꯗ ꯍꯪꯒꯗꯕ ꯋꯥꯍꯪ ꯃꯉꯥꯒꯤ ꯂꯤꯁ꯭ꯠ ꯑꯃ ꯁꯦꯝꯃꯨ꯫ ꯑꯩꯒꯤ ꯂꯣꯡ ꯇꯥꯔ꯭ꯝ ꯑꯦꯁ꯭ꯄꯤꯔꯦꯁꯟ ꯁꯤꯡ ꯀꯔꯤꯅꯣ ꯑꯃꯁꯨꯡ ꯑꯩꯅ ꯃꯇꯧ ꯀꯔꯝꯅ ꯄ꯭ꯔꯁꯣꯅꯦꯜ ꯑꯃꯁꯨꯡ ꯄ꯭꯭ꯔꯣꯐꯦꯁ꯭ꯅꯦꯜ ꯑꯣꯏꯅ ꯆꯥꯎꯈꯠꯄ ꯄꯥꯝꯂꯤꯕꯒꯦ? ꯆꯍꯤ ꯑꯁꯤꯗ ꯑꯩꯍꯥꯛꯅ ꯀꯔꯤ ꯁꯤꯡꯅꯕ ꯀꯌꯥ ꯃꯥꯌꯣꯛꯅꯈꯤ ꯑꯃꯁꯨꯡ ꯇꯨꯡꯗ ꯃꯈꯣꯏꯕꯨ ꯀꯔꯝꯅ ꯃꯥꯏ ꯄꯥꯛꯄ ꯉꯝꯒꯅꯤ? ꯃꯊꯪꯒꯤ ꯆꯍꯤꯒꯤꯗꯃꯛ ꯑꯩꯅ ꯀꯔꯤ ꯑꯀꯛꯅꯕ, ꯃꯥꯄꯜ, ꯐꯪꯕꯥ ꯌꯥꯕꯥ, ꯃꯔꯤ ꯂꯩꯅꯕ ꯑꯃꯁꯨꯡ ꯃꯇꯝꯒꯤ ꯃꯇꯨꯡ ꯏꯟꯅ ꯄꯥꯟꯗꯝ ꯊꯝꯕ ꯌꯥꯕꯒꯦ? ꯑꯩꯒꯤ ꯄꯥꯟꯗꯝꯁꯤꯡ ꯐꯪꯕꯗ ꯃꯇꯦꯡ ꯄꯥꯡꯅꯕ ꯑꯩꯅ ꯀꯔꯤ ꯂꯝꯆꯠ-ꯁꯥꯖꯠ ꯅꯠꯇꯔꯒ ꯔꯨꯇꯤꯟꯁꯤꯡ ꯁꯦꯝꯒꯠꯄꯥ ꯌꯥꯕꯒꯦ? ꯑꯩꯒꯤ ꯄꯥꯟꯗꯝꯁꯤꯡ ꯐꯪꯅꯕ ꯑꯩꯅ ꯀꯔꯤ ꯁ꯭ꯄꯣꯔꯠ ꯅꯠꯇꯔꯒ ꯔꯤꯁꯣꯔꯁ ꯁꯤꯡ ꯃꯊꯧ ꯇꯥꯕꯒꯦ ꯑꯃꯁꯨꯡ ꯃꯈꯣꯏꯕꯨ ꯀꯔꯝꯅ ꯑꯦꯛꯁꯦꯁ ꯇꯧꯕ ꯌꯥꯕꯒꯦ? ꯁ꯭ꯋꯥꯔ ꯐꯨꯠ ꯂꯤꯁꯤꯡ ꯇꯥꯔꯥ ꯃꯉꯥꯒꯤ ꯑꯆꯝꯕꯥ ꯌꯨꯝ ꯑꯃꯗ ꯌꯨꯝꯊꯛ ꯑꯃ ꯍꯣꯡꯗꯣꯛꯄꯒꯤ ꯃꯃꯜ ꯑꯗꯨ ꯈꯪꯗꯣꯛꯎ꯫ ꯁ꯭ꯋꯥꯔ ꯐꯨꯠ ꯂꯤꯁꯤꯡ ꯇꯥꯔꯥ ꯃꯉꯥꯒꯤ ꯑꯆꯝꯕ ꯌꯨꯝ ꯑꯃꯗ ꯌꯨꯝꯊꯛ ꯑꯃ ꯍꯣꯡꯗꯣꯛꯄꯒꯤ ꯃꯃꯜ ꯑꯁꯤ ꯃꯐꯝ, ꯌꯨꯝꯊꯛ ꯁꯦꯝꯕꯒꯤ ꯃꯆꯥꯛ ꯃꯈꯜ, ꯌꯨꯝꯊꯛ ꯑꯗꯨꯒꯤ ꯄꯤꯆ, ꯑꯃꯁꯨꯡ ꯌꯨꯝꯊꯛ ꯂꯥꯏꯉꯤ ꯀꯝꯄ꯭ꯂꯦꯛꯁ ꯑꯣꯏꯕꯥ ꯃꯑꯣꯡ-ꯃꯇꯧ ꯀꯌꯥꯒꯤ ꯃꯇꯨꯡꯏꯟꯅꯥ ꯌꯥꯡꯅ ꯈꯦꯠꯅꯕ ꯌꯥꯏ꯫ ꯆꯥꯡꯆꯠꯇ, ꯑꯔꯤꯕ ꯌꯨꯝꯊꯛ ꯑꯗꯨ ꯂꯧꯊꯣꯛꯄ ꯑꯃꯁꯨꯡ ꯏꯟꯁꯇꯣꯜ ꯇꯧꯕ ꯌꯥꯎꯅ ꯑꯅꯧꯕ ꯌꯨꯝꯊꯛ ꯑꯃꯒꯤ ꯃꯃꯜ ꯑꯁꯤ ꯁ꯭ꯋꯥꯔ ꯐꯨꯠ ꯑꯃꯗ ꯗꯣꯂꯔ ꯃꯔꯤ ꯄꯣꯏꯟ ꯌꯥꯡꯈꯩ ꯗꯒꯤ ꯗꯣꯂꯔ ꯇꯔꯦꯠ ꯄꯣꯏꯟ ꯌꯥꯡꯈꯩ ꯐꯥꯎꯕ ꯑꯣꯏꯕ ꯌꯥꯏ꯫ ꯃꯁꯤꯅ ꯇꯥꯛꯄꯗꯤ ꯁ꯭ꯋꯥꯔ ꯐꯨꯠ ꯂꯤꯁꯤꯡ ꯇꯥꯔꯥ ꯃꯉꯥ ꯒꯤ ꯌꯨꯝ ꯑꯃꯒꯤꯗꯃꯛ, ꯌꯨꯝꯒꯤ ꯃꯄꯨ ꯑꯃꯅ ꯑꯅꯧꯕꯥ ꯌꯨꯝꯊꯛ ꯑꯃꯒꯤꯗꯃꯛ ꯗꯣꯂꯔ ꯂꯤꯁꯤꯡ ꯇꯔꯨꯛꯀꯥ ꯆꯥꯇ꯭꯭ꯔꯦꯠ ꯌꯥꯡꯈꯩꯗꯒꯤ ꯂꯤꯁꯤꯡ ꯇꯥꯔꯥ ꯃꯥꯊꯣꯏ ꯆꯥꯅꯤ ꯌꯥꯡꯈꯩ ꯐꯥꯎꯕꯒꯤ ꯃꯐꯝ ꯑꯃꯗ ꯄꯤꯒꯅꯤ ꯍꯥꯏꯅ ꯊꯥꯖꯕꯥ ꯌꯥꯏ꯫ ꯅꯍꯥꯛꯀꯤ ꯑꯀꯛꯅꯕꯥ ꯃꯊꯧ ꯇꯥꯕꯁꯤꯡꯒꯤꯗꯃꯛ ꯍꯦꯟꯅꯥ ꯑꯆꯨꯝꯕꯥ ꯃꯃꯜ ꯑꯃꯥ ꯐꯪꯅꯕꯒꯤꯗꯃꯛ ꯂꯥꯏꯁꯦꯟꯁ ꯄꯤꯔꯕꯥ ꯌꯨꯝꯊꯛ ꯀꯟꯇ꯭ꯔꯦꯛꯇꯔ ꯑꯃꯗꯒꯤ ꯀꯁ꯭ꯇꯃꯔ ꯑꯦꯁ꯭ꯇꯤꯃꯦꯠ ꯑꯃ ꯂꯧꯕ ꯍꯥꯏꯕꯁꯤ ꯈ꯭ꯋꯥꯏꯗꯒꯤ ꯐꯩ꯫